ꯄꯨꯟꯁꯤꯒꯤ ꯐꯪꯐꯝ ꯊꯣꯛꯄ ꯍꯥꯏꯕꯁꯤ ꯖꯤꯕ ꯑꯃꯅꯥ ꯍꯤꯡꯅꯕꯒꯤ ꯍꯛ ꯂꯩ ꯑꯃꯁꯨꯡ ꯃꯔꯨꯑꯣꯏꯅꯥ ꯁꯔꯀꯥꯔ ꯑꯃꯥ ꯌꯥꯎꯅꯥ ꯑꯇꯣꯞꯄꯥ ꯑꯦꯟꯇꯤꯇꯤ ꯑꯃꯅꯥ ꯍꯥꯠꯂꯣꯏꯗꯕꯅꯤ ꯍꯥꯏꯕꯒꯤ ꯊꯥꯖꯕꯥ ꯑꯗꯨꯅꯤ꯫ ꯄꯨꯟꯁꯤꯒꯤ ꯍꯛ ꯑꯃꯗꯤ ꯋꯥꯈꯜꯂꯣꯟ ꯑꯁꯤ ꯀꯦꯄꯤꯇꯦꯜ ꯄꯅꯤꯁꯃꯦꯟꯠ ꯌꯥꯎꯅꯥ ꯍꯤꯔꯝꯁꯤꯡꯒꯤ ꯃꯇꯥꯡꯗꯥ ꯋꯥꯈꯜ ꯇꯥꯃꯤꯟꯅꯕꯗꯥ ꯂꯥꯀꯏ ꯃꯤꯑꯣꯏ ꯈꯔꯅꯥ ꯃꯁꯤꯕꯨ ꯂꯝꯆꯠ ꯁꯥꯖꯠ ꯁꯣꯛꯅꯤꯡꯉꯥꯏ ꯑꯣꯏꯕꯥ ꯃꯑꯣꯡꯗꯥ ꯎꯏ ꯂꯥꯟ ꯃꯁꯤ ꯈꯔꯅꯥ ꯑꯔꯥꯟꯕꯥ ꯑꯃꯁꯨꯡ ꯁꯣꯛꯍꯜꯂꯕꯥ ꯊꯕꯛ ꯑꯃꯥ ꯑꯣꯏꯅꯥ ꯎꯏ ꯑꯦꯕꯣꯔꯁꯟ ꯃꯐꯝꯗꯨꯗꯥ ꯈꯔꯅꯥ ꯄꯣꯛꯄꯥ ꯉꯝꯗꯕꯥ ꯄꯨꯟꯁꯤ ꯑꯃꯥ ꯃꯇꯝ ꯆꯥꯗꯅꯥ ꯂꯣꯏꯁꯤꯟꯒꯗꯕꯅꯤ ꯍꯥꯏꯅꯥ ꯈꯜꯂꯤ ꯏꯎꯊꯅꯦꯁꯤꯌꯥ ꯃꯍꯧꯁꯥꯒꯤ ꯑꯣꯏꯕꯥ ꯄꯥꯝꯕꯩꯁꯤꯡꯒꯤ ꯃꯄꯥꯟꯗꯥ ꯑꯍꯜ ꯑꯣꯏꯔꯕꯥ ꯃꯤꯑꯣꯏ ꯑꯃꯒꯤ ꯄꯨꯟꯁꯤ ꯂꯣꯏꯁꯤꯅꯕꯥ ꯑꯁꯤ ꯑꯔꯥꯟꯕꯥ ꯑꯣꯏꯅꯥ ꯎꯕꯥ ꯃꯤꯑꯣꯏ ꯑꯃꯒꯤ ꯍꯤꯡꯅꯕꯒꯤ ꯍꯛ ꯊꯨꯒꯥꯏꯕꯥ ꯑꯃꯥ ꯑꯣꯏꯅꯥ ꯎꯕꯥ ꯄꯨꯂꯤꯁꯀꯤ ꯕ꯭ꯔꯨꯇꯦꯂꯤꯇꯤ ꯖꯁ꯭ꯇꯤꯐꯥꯏ ꯇꯧꯕꯥ ꯌꯥꯕꯥ ꯍꯣꯃꯤꯁꯥꯏꯗ ꯈꯔꯅꯥ ꯍꯣꯃꯤꯁꯥꯏꯗꯀꯤ ꯊꯧꯗꯣꯛ ꯑꯃꯠꯇꯥ ꯇꯁꯦꯡꯅꯥ ꯖꯁ꯭ꯇꯤꯐꯥꯏꯗ ꯑꯣꯏꯗꯦ ꯍꯥꯏꯅꯥ ꯊꯥꯖꯕꯥ ꯊꯝꯕꯥ ꯑꯃꯁꯨꯡ ꯁꯥ ꯁꯟꯒꯤ ꯍꯛꯁꯤꯡ ꯃꯈꯣꯏꯒꯤ ꯄꯨꯟꯁꯤ ꯑꯁꯤ ꯃꯤꯑꯣꯏꯕꯒꯤ ꯄꯨꯟꯁꯤꯒꯥ ꯃꯥꯟꯅꯅꯥ ꯉꯥꯛ ꯁꯦꯅꯕꯒꯤ ꯃꯊꯧ ꯇꯥꯕꯥ ꯑꯣꯏꯅꯥ ꯎꯕꯥ ꯐꯪꯏ꯫ ꯇꯣꯉꯥꯟ ꯇꯣꯉꯥꯟꯕꯥ ꯃꯤꯑꯣꯏꯁꯤꯡꯅꯥ ꯄꯨꯟꯁꯤꯒꯤ ꯍꯛ ꯑꯃꯒꯤ ꯄ꯭ꯔꯤꯟꯁꯤꯄꯜ ꯑꯁꯤ ꯀꯔꯝꯕꯥ ꯍꯤꯔꯝꯁꯤꯡꯗꯥ ꯆꯠꯅꯕꯥ ꯌꯥꯕꯒꯦ ꯍꯥꯏꯕꯗꯨꯗꯥ ꯌꯥꯅꯤꯡꯗꯕꯥ ꯌꯥꯏ꯫ ꯄꯨꯟꯁꯤꯒꯤ ꯍꯛ ꯍꯥꯌꯕꯥ ꯋꯥꯍꯩ ꯑꯁꯤ ꯑꯦꯕꯣꯔꯁꯟꯒꯤ ꯊꯧꯑꯣꯡ ꯑꯁꯤ ꯂꯣꯏꯁꯤꯅꯕꯥ ꯄꯥꯝꯂꯤꯕꯁꯤꯡꯅꯥ ꯅꯠꯇ꯭ꯔꯒꯥ ꯌꯥꯝꯗ꯭ꯔꯕꯗꯥ ꯊꯧꯑꯣꯡ ꯑꯁꯤꯒꯤ ꯆꯥꯡ ꯍꯟꯊꯍꯟꯕꯥ ꯄꯥꯝꯂꯤꯕꯁꯤꯡꯅꯥ ꯑꯦꯕꯣꯔꯁꯟꯒꯤ ꯋꯥꯈꯜꯂꯣꯟꯗꯥ ꯁꯤꯖꯤꯟꯅꯩ ꯑꯃꯁꯨꯡ ꯃꯤꯔꯣꯜꯂꯤꯉꯩ ꯃꯇꯝꯗꯥ ꯄꯨꯟꯁꯤꯒꯤ ꯍꯛ ꯍꯥꯏꯕꯥ ꯋꯥꯍꯩ ꯑꯁꯤ ꯑꯣꯏꯈꯤ꯫ ꯂꯤꯁꯤꯡ ꯑꯃ ꯆꯃꯥꯄꯟ ꯌꯥꯡꯈꯩꯃꯥꯊꯣꯏꯒꯤ ꯄꯥꯞꯀꯤ ꯑꯦꯅꯁꯥꯏꯇꯤꯀꯦꯜ ꯑꯃꯒꯤ ꯃꯅꯨꯡꯗꯥ ꯄꯣꯞ ꯄꯤꯌꯁ ꯅꯥ ꯂꯥꯎꯊꯣꯛꯈꯤꯕꯥ ꯃꯤꯑꯣꯏꯕꯥ ꯈꯨꯗꯤꯡꯃꯛ ꯄꯣꯛꯄꯗꯥ ꯉꯥꯏꯔꯤꯕꯥ ꯑꯉꯥꯡ ꯑꯗꯨ ꯐꯥꯎꯕꯥ ꯏꯄꯨꯔꯣꯏꯗꯒꯤ ꯍꯛꯊꯦꯡꯅꯅꯥ ꯍꯤꯡꯕꯒꯤ ꯍꯛ ꯂꯩ ꯑꯃꯁꯨꯡ ꯃꯍꯥꯛꯀꯤ ꯃꯃꯥ ꯃꯄꯥꯗꯒꯤ ꯅꯠꯇꯦ ꯈꯨꯟꯅꯥꯏ ꯑꯃꯠꯇꯗꯒꯤ ꯅꯠꯇ꯭ꯔꯒꯥ ꯃꯤꯑꯣꯏꯕꯒꯤ ꯑꯣꯊꯣꯔꯤꯇꯤꯗꯒꯤ ꯅꯠꯇꯦ꯫ ꯃꯔꯝ ꯑꯗꯨꯅꯥ ꯃꯤꯑꯣꯏ ꯑꯃꯠꯇꯥ ꯂꯩꯇꯦ ꯈꯨꯟꯅꯥꯏ ꯑꯃꯠꯇꯥ ꯂꯩꯇꯦ ꯃꯤꯑꯣꯏꯕꯒꯤ ꯑꯣꯊꯣꯔꯤꯇꯤ ꯑꯃꯠꯇꯥ ꯂꯩꯇꯦ ꯁꯥꯏꯟꯁ ꯑꯃꯠꯇꯥ ꯂꯩꯇꯦ ꯃꯦꯗꯤꯀꯦꯜ ꯏꯎꯖꯦꯅꯤꯛ ꯁꯣꯁꯤꯑꯦꯜ ꯏꯀꯣꯅꯣꯃꯤꯛ ꯅꯠꯇ꯭ꯔꯒꯥ ꯃꯣꯔꯦꯜ ꯑꯣꯏꯔꯕꯁꯨ ꯍꯛꯊꯦꯡꯅꯅꯥ ꯋꯥꯈꯜ ꯈꯟꯗꯨꯅꯥ ꯂꯧꯊꯣꯛꯄꯒꯤꯗꯃꯛ ꯆꯠꯅꯕꯥ ꯌꯥꯕꯥ ꯖꯨꯗꯤꯁꯤꯑꯦꯜ ꯇꯥꯏꯇꯜ ꯑꯃꯥ ꯄꯤꯕꯥ ꯅꯠꯇ꯭ꯔꯒꯥ ꯄꯤꯕꯥ ꯉꯝꯕꯥ ꯏꯟꯗꯤꯀꯦꯁꯟ ꯑꯃꯠꯇꯥ ꯂꯩꯇꯦ꯫ ꯔꯥꯁ꯭ꯇꯔꯄꯇꯤ ꯔꯣꯅꯥꯜꯗ ꯔꯦꯒꯥꯅꯅꯥ ꯔꯥꯏꯠ ꯇꯨ ꯂꯥꯏꯐ ꯃꯨꯕꯃꯦꯟꯠꯀꯤ ꯃꯤꯍꯨꯠꯁꯤꯡꯒꯥ ꯎꯅꯈꯤ꯫ ꯂꯤꯁꯤꯡ ꯑꯃ ꯆꯃꯥꯄꯟ ꯍꯨꯝꯐꯨ ꯇꯔꯨꯛꯇ ꯅꯦꯁ꯭ꯅꯦꯜ ꯀꯅꯐꯔꯦꯟꯁ ꯑꯣꯐ ꯀꯦꯊꯣꯂꯤꯛ ꯕꯤꯁꯣꯞꯁꯤꯡ ꯑꯦꯟ ꯁꯤ ꯁꯤ ꯕꯤ ꯅꯥ ꯐ꯭ꯔꯥ. ꯖꯦꯝꯁ ꯇꯤ ꯃꯦꯀꯍꯨꯅꯥ ꯌꯨꯅꯥꯏꯇꯦꯗ ꯁ꯭ꯇꯦꯇꯁꯀꯤ ꯃꯅꯨꯡꯗꯥ ꯑꯦꯕꯣꯔꯁꯟ ꯔꯤꯐꯣꯔ꯭ꯝꯒꯤ ꯇ꯭ꯔꯦꯟꯗꯁꯤꯡ ꯌꯦꯡꯁꯤꯅꯕꯥ ꯍꯧꯅꯕꯥ꯫ ꯅꯦꯁꯅꯦꯜ ꯔꯥꯏꯠ ꯇꯨ ꯂꯥꯏꯐ ꯀꯃꯤꯇꯤ ꯑꯁꯤ ꯅꯦꯁꯅꯦꯜ ꯀꯅꯐꯔꯦꯟꯁ ꯑꯣꯐ ꯀꯦꯊꯣꯂꯤꯛ ꯕꯤꯁꯣꯞꯀꯤ ꯊꯧꯔꯥꯡ ꯃꯈꯥꯗꯥ ꯂꯩꯕꯥ ꯔꯥꯖ꯭ꯌꯒꯤ ꯀꯦꯝꯄꯦꯟꯁꯤꯡ ꯀꯣꯑꯣꯔꯗꯤꯅꯦꯠ ꯇꯧꯅꯕꯥ ꯔꯥꯏꯠ ꯇꯨ ꯂꯥꯏꯐ ꯂꯤꯒ ꯍꯥꯌꯅꯥ ꯂꯤꯁꯤꯡ ꯑꯃ ꯆꯃꯥꯄꯟ ꯍꯨꯝꯐꯨ ꯇꯔꯦꯠꯇ ꯂꯤꯡꯈꯠꯈꯤ꯫